ꯃꯥꯏꯄꯥꯛꯅꯥ ꯑꯣꯟꯂꯥꯏꯟ ꯕꯤꯖꯤꯅꯦꯁ ꯑꯃꯥ ꯑꯣꯏꯍꯟꯕꯁꯤ ꯀꯔꯤꯅꯣ ꯍꯥꯏꯕꯗꯨ ꯁꯟꯗꯣꯛꯅꯥ ꯇꯥꯛꯄꯤꯌꯨ꯫ ꯃꯥꯏ ꯄꯥꯛꯂꯕꯥ ꯑꯣꯟꯂꯥꯏꯟ ꯕꯤꯖꯤꯅꯦꯁ ꯍꯥꯏꯕꯁꯤ ꯀꯥꯟꯅꯕꯥ ꯐꯪꯒꯗꯕꯥ, ꯏꯐꯤꯁꯤꯌꯦꯟꯇ ꯑꯣꯏꯕꯥ ꯑꯃꯁꯨꯡ ꯃꯁꯤꯒꯤ ꯀꯁꯇꯃꯔꯁꯤꯡꯒꯤ ꯃꯊꯧ ꯇꯥꯕꯁꯤꯡ ꯑꯗꯨ ꯐꯪꯍꯟꯅꯕꯥ ꯇꯣꯉꯥꯟ ꯇꯣꯉꯥꯟꯕꯥ ꯐꯦꯛꯇꯔꯁꯤꯡ ꯑꯃꯁꯨꯡ ꯢꯁꯇ꯭ꯔꯦꯇꯦꯖꯤꯁꯤꯡ ꯏꯐꯦꯛꯇꯤꯕ ꯑꯣꯏꯅꯥ ꯄꯨꯟꯁꯤꯟꯕꯥ ꯉꯝꯕꯥ ꯑꯃꯅꯤ꯫ ꯑꯣꯟꯂꯥꯏꯟ ꯕꯤꯖꯤꯅꯦꯁ ꯑꯃꯒꯤ ꯃꯥꯏꯄꯥꯛꯄꯥ ꯂꯦꯞꯊꯣꯛꯂꯤꯕꯥ ꯃꯔꯨꯑꯣꯏꯕꯥ ꯐꯦꯛꯇꯔ ꯈꯔꯗꯤ ꯃꯈꯥꯗꯥ ꯄꯤꯔꯤꯕꯁꯤꯡꯁꯤꯅꯤ: ꯌꯨꯖꯔ-ꯐ꯭ꯔꯦꯟꯂꯤ ꯑꯃꯁꯨꯡ ꯔꯦꯁꯄꯣꯟꯁꯤꯕꯜ ꯑꯣꯏꯕꯥ ꯋꯦꯞꯁꯥꯏꯠ ꯑꯃ ꯃꯥꯏꯄꯥꯛꯂꯕꯥ ꯑꯣꯟꯂꯥꯏꯟ ꯕꯤꯖꯤꯅꯦꯁ ꯑꯃꯗꯥ ꯆꯠꯊꯣꯛ-ꯆꯠꯁꯤꯟ ꯇꯧꯕꯗꯥ ꯂꯥꯏꯕꯥ, ꯌꯥꯝꯅꯥ ꯊꯨꯅꯥ ꯂꯣꯠ ꯇꯧꯕꯒꯤ ꯃꯇꯝ ꯂꯩꯕꯥ ꯑꯃꯁꯨꯡ ꯗꯤꯚꯥꯏꯁ ꯄꯨꯝꯅꯃꯛꯇꯥ ꯐꯖꯅꯥ ꯎꯕꯥ ꯉꯝꯕꯥ ꯋꯦꯞꯁꯥꯏꯠ ꯑꯃꯥ ꯂꯩ꯫ ꯗꯦꯛꯁꯇꯣꯞ, ꯂꯦꯞꯇꯣꯞ, ꯇꯦꯕꯜ ꯑꯃꯁꯨꯡ ꯁ꯭ꯃꯥꯔꯠ ꯐꯣꯟꯁꯤꯡ ꯌꯥꯎꯔꯤ꯫ ꯃꯒꯨꯟ ꯂꯩꯕꯥ ꯄꯣꯠꯊꯣꯛ ꯅꯠꯇ꯭ꯔꯒꯥ ꯁꯔꯚꯤꯁꯁꯤꯡ: ꯑꯣꯟꯂꯥꯏꯟ ꯕꯤꯖꯤꯅꯦꯁ ꯑꯃꯅꯥ ꯄꯤꯔꯤꯕꯥ ꯄꯣꯠꯊꯣꯛꯁꯤꯡ ꯑꯃꯁꯨꯡ ꯁꯔꯚꯤꯁꯁꯤꯡꯒꯤ ꯃꯒꯨꯟ ꯑꯁꯤꯅꯥ ꯃꯁꯤꯒꯤ ꯃꯥꯏ ꯄꯥꯛꯄꯗꯥ ꯃꯔꯨꯑꯣꯏꯕꯥ ꯊꯧꯗꯥꯡ ꯂꯧꯔꯤ꯫ ꯀꯁꯇ꯭ꯃꯔꯁꯤꯡꯅꯥ ꯊꯥꯖꯕꯥ ꯊꯝꯕꯥ ꯅꯠꯇ꯭ꯔꯒꯥ ꯍꯦꯟꯅꯥ ꯐꯕꯥ ꯑꯋꯥꯡꯕꯥ ꯊꯥꯛꯀꯤ ꯄꯣꯠꯊꯣꯛꯁꯤꯡ ꯅꯠꯇ꯭ꯔꯒꯥ ꯁꯔꯚꯤꯁꯁꯤꯡ ꯄꯤꯔꯤꯕꯥ ꯕꯤꯖꯤꯅꯦꯁ ꯑꯃꯅꯥ ꯃꯇꯝ ꯁꯥꯡꯅꯥ ꯃꯥꯏ ꯄꯥꯛꯄꯒꯤ ꯆꯥꯡ ꯍꯦꯟꯅꯥ ꯋꯥꯡꯏ꯫ ꯃꯥꯏꯄꯥꯛꯅꯥ ꯑꯣꯟꯂꯥꯏꯟ ꯕꯤꯖꯤꯅꯦꯁ ꯑꯃꯅꯥ ꯀꯁꯇꯃꯔ ꯁꯦꯇꯤꯁꯐꯦꯛꯁꯟ ꯑꯃꯁꯨꯡ ꯑꯦꯛꯁꯦꯞꯇꯦꯟꯁ ꯀꯁꯇ꯭ꯃꯔ ꯁꯔꯚꯤꯁ ꯄꯤꯕꯗꯥ ꯑꯋꯥꯡꯕꯥ ꯚꯦꯜꯂꯨ ꯑꯃꯥ ꯊꯝꯃꯤ꯫ ꯃꯁꯤꯗꯥ ꯀꯁꯇ꯭ꯃꯔꯁꯤꯡꯒꯤ ꯋꯥꯍꯪꯁꯤꯡꯒꯤ ꯈꯨꯗꯛꯇꯥ ꯄꯥꯎꯈꯨꯝ ꯄꯤꯕꯥ, ꯐꯖꯅꯥ ꯔꯤꯇ꯭ꯔꯟ ꯑꯃꯁꯨꯡ ꯑꯦꯛꯁꯆꯦꯟꯖ ꯇꯧꯕꯥ ꯑꯃꯁꯨꯡ ꯀꯝꯄ꯭ꯂꯦꯟꯁꯤꯡ ꯄꯣꯖꯤꯇꯤꯚ ꯑꯃꯁꯨꯡ ꯄ꯭ꯔꯣꯐꯦꯁꯅꯦꯜ ꯑꯣꯏꯕꯥ ꯃꯑꯣꯡꯗꯥ ꯂꯣꯏꯁꯤꯟꯕꯥ ꯌꯥꯎꯕꯥ ꯌꯥꯏ꯫ ꯑꯐꯕꯥ ꯑꯣꯟꯂꯥꯏꯟ ꯕꯤꯖꯤꯅꯦꯁ ꯑꯃꯅꯥ ꯀꯁꯇꯃꯔꯁꯤꯡꯕꯨ ꯄꯨꯛꯅꯤꯡ ꯆꯤꯡꯁꯤꯟꯅꯕꯥ ꯑꯃꯁꯨꯡ ꯊꯝꯅꯕꯥ ꯃꯥꯔꯀꯦꯇꯤꯡ ꯏꯁꯇ꯭ꯔꯦꯇꯦꯖꯤ ꯀꯌꯥ ꯑꯃꯥ ꯁꯤꯖꯤꯟꯅꯩ꯫ ꯃꯁꯤꯗꯥ ꯁꯔꯆ ꯏꯟꯖꯤꯟ ꯑꯣꯞꯇꯤꯃꯥꯏꯖꯦꯁꯟ, ꯁꯣꯁꯤꯑꯦꯜ ꯃꯤꯗꯤꯌꯥ ꯃꯥꯔꯀꯦꯇꯤꯡ, ꯀꯟꯇꯦꯟꯇ ꯃꯥꯔꯀꯦꯇꯤꯡ, ꯏꯃꯦꯜ ꯃꯥꯔꯀꯦꯇꯤꯡ ꯑꯃꯁꯨꯡ ꯄꯦꯃꯦꯟꯇ ꯑꯦꯠꯚꯥꯔꯇꯥꯏꯖꯃꯦꯟ ꯌꯥꯎꯕꯥ ꯌꯥꯏ꯫ ꯃꯥꯏ ꯄꯥꯛꯂꯕꯥ ꯑꯣꯟꯂꯥꯏꯟ ꯕꯤꯖꯤꯅꯦꯁ ꯑꯃꯅꯥ ꯃꯈꯣꯏꯒꯤ ꯐꯥꯏꯅꯥꯟꯁꯇꯥ ꯌꯥꯝꯅꯥ ꯀꯨꯞꯅꯥ ꯌꯦꯡꯁꯤꯜꯂꯤ, ꯆꯥꯗꯤꯡꯁꯤꯡ ꯑꯗꯨ ꯌꯦꯡꯁꯤꯟꯕꯒꯥ ꯂꯣꯏꯅꯅꯥ ꯒ꯭ꯔꯣꯠ ꯑꯃꯁꯨꯡ ꯗꯤꯕ꯭ꯂꯞꯃꯦꯟꯗꯥ ꯁꯦꯜ ꯊꯥꯗꯕꯥ ꯁꯣꯏꯗꯅꯥ ꯇꯥꯏ꯫ ꯏꯐꯦꯛꯇꯤꯞ ꯐꯥꯏꯅꯥꯟꯁꯤꯑꯦꯜ ꯃꯦꯅꯦꯖꯃꯦꯟꯒꯤ ꯃꯅꯨꯡꯗꯥ ꯕꯖꯦꯠ ꯁꯦꯝꯕꯥ, ꯀꯦꯁ ꯐ꯭ꯂꯣ ꯌꯦꯡꯁꯤꯟꯕꯥ ꯑꯃꯁꯨꯡ ꯐꯥꯏꯅꯥꯟꯁꯤꯑꯦꯜ ꯄꯥꯟꯗꯝꯁꯤꯡ ꯊꯝꯕꯥ ꯌꯥꯎꯔꯤ꯫ ꯑꯄꯨꯟꯕꯥ ꯑꯣꯏꯅꯥ, ꯃꯥꯏꯄꯥꯛꯂꯕꯥ ꯑꯣꯟꯂꯥꯏꯟ ꯕꯤꯖꯤꯅꯦꯁ ꯍꯥꯏꯕꯁꯤ ꯀꯁꯇ꯭ꯃꯔꯁꯤꯡꯒꯤ ꯃꯊꯧ ꯇꯥꯕꯁꯤꯡ ꯑꯗꯨ ꯐꯪꯍꯟꯕꯥ ꯉꯝꯕꯥ, ꯁꯦꯟꯗꯣꯡ ꯂꯩꯕꯥ ꯑꯃꯁꯨꯡ ꯇꯨꯡ ꯀꯣꯏꯅꯥ ꯆꯠꯀꯗꯕꯥ ꯃꯇꯝ ꯁꯥꯡꯅꯥ ꯆꯥꯎꯈꯠꯄꯥ ꯉꯝꯍꯟꯕꯥ ꯉꯝꯕꯥ ꯃꯑꯣꯡꯗꯥ ꯐꯦꯛꯇꯔꯤꯁꯤꯡ ꯑꯁꯤ ꯏꯐꯦꯛꯇꯤꯕ ꯑꯣꯏꯅꯥ ꯄꯨꯟꯁꯤꯟꯕꯥ ꯉꯝꯕꯥ ꯑꯃꯅꯤ꯫